ꯎꯃꯪꯗ ꯃꯥꯡꯈꯤꯕ ꯅꯍꯥ ꯑꯣꯏꯔꯤꯕ ꯅꯨꯄꯤꯃꯆꯥ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ ꯑꯆꯧꯕ ꯎꯃꯪ ꯑꯃꯒꯤ ꯃꯅꯥꯛꯇ ꯂꯩꯕ ꯑꯄꯤꯛꯄ ꯈꯨꯡꯒꯪ ꯑꯃꯗ ꯂꯤꯂꯤ ꯀꯧꯕꯤ ꯅꯍꯥ ꯑꯣꯏꯔꯤꯕꯤ ꯅꯨꯄꯤꯃꯆꯥ ꯑꯃ ꯂꯩꯔꯝꯃꯤ꯫ ꯃꯍꯥꯛ ꯏꯅꯔꯖꯤ ꯑꯃꯁꯨꯡ ꯀ꯭ꯌꯨꯔꯤꯑꯣꯁꯤꯇꯤꯅ ꯊꯜꯂꯕ ꯃꯤꯁꯛ ꯑꯃꯅꯤ꯫ ꯃꯇꯝ ꯄꯨꯝꯅꯃꯛꯇ ꯃꯍꯥꯛꯀꯤ ꯑꯀꯣꯏꯕꯗ ꯂꯩꯔꯤꯕ ꯃꯥꯂꯦꯝ ꯑꯁꯤꯕꯨ ꯌꯦꯡꯁꯤꯟꯅꯕ ꯋꯥꯈꯜ ꯂꯥꯛꯈꯤ꯫ ꯃꯍꯥꯛꯀꯤ ꯈ꯭ꯋꯥꯏꯗꯒꯤ ꯄꯥꯝꯖꯕ ꯃꯁꯥꯟꯅ ꯑꯗꯨꯗꯤ ꯎꯃꯪꯗ ꯁꯥꯟꯅꯕꯅꯤ꯫ ꯃꯐꯝ ꯑꯗꯨꯗ ꯃꯍꯥꯛ ꯄꯨꯡ ꯀꯌꯥ ꯂꯦꯞꯇꯨꯅ ꯃꯍꯧꯁꯥꯒꯤ ꯃꯤꯠꯌꯦꯡ ꯑꯃꯁꯨꯡ ꯈꯣꯟꯖꯦꯜꯁꯤꯡ ꯅꯨꯡꯉꯥꯏꯕ ꯂꯧꯔꯝꯃꯤ꯫ ꯅꯨꯃꯤꯠꯀꯤ ꯃꯉꯥꯜꯅ ꯊꯜꯂꯕ ꯅꯨꯃꯤꯠ ꯑꯃꯗ ꯂꯤꯂꯤꯅ ꯃꯃꯥꯡꯗ ꯆꯠꯈꯤꯕ ꯃꯇꯝꯗꯒꯤ ꯍꯦꯟꯅ ꯎꯃꯪꯗ ꯆꯠꯅꯕ ꯋꯥꯔꯦꯞ ꯂꯧꯈꯤ꯫ ꯃꯍꯥꯛꯀꯤ ꯑꯀꯣꯏꯕꯗ ꯂꯩꯔꯤꯕ ꯐꯖꯕꯅ ꯃꯄꯨꯡ ꯐꯥꯅ ꯊꯋꯥꯏ ꯌꯥꯎꯗ꯭ꯔꯕ ꯑꯋꯥꯡꯕ ꯎꯄꯥꯜꯁꯤꯡ ꯑꯃꯁꯨꯡ ꯃꯆꯨ ꯀꯌꯥꯅ ꯂꯩꯇꯦꯡꯂꯕ ꯎꯃꯪꯁꯤꯡ ꯑꯗꯨꯅ ꯉꯛꯈꯤ꯫ ꯃꯍꯥꯛ ꯎꯃꯪꯒꯤ ꯃꯅꯨꯡꯗ ꯆꯦꯟꯁꯤꯜꯂꯛꯏ꯫ ꯎꯃꯪꯒꯤ ꯃꯅꯨꯡꯗ ꯍꯦꯟꯅ ꯂꯨꯝꯅ ꯂꯧꯁꯤꯜꯂꯕ ꯂꯝꯕꯤꯗ ꯆꯦꯟꯁꯤꯜꯂꯛꯏ꯫ ꯅꯨꯃꯤꯠ ꯑꯗꯨ ꯑꯇꯤꯌꯥꯗ ꯍꯦꯟꯅ ꯅꯦꯝꯅ ꯆꯦꯟꯕ ꯍꯧꯔꯛꯄꯒ ꯂꯣꯏꯅꯅ ꯂꯤꯂꯤꯅ ꯃꯍꯥꯛꯅ ꯈꯟꯈꯤꯕ ꯑꯗꯨꯗꯒꯤ ꯌꯥꯝꯅ ꯂꯥꯞꯅ ꯆꯠꯈꯤ ꯍꯥꯏꯕ ꯈꯪꯈꯤ꯫ ꯃꯍꯥꯛꯀꯤ ꯈꯣꯡꯊꯥꯡꯁꯤꯡ ꯑꯗꯨ ꯑꯃꯨꯛ ꯍꯟꯅ ꯌꯦꯡꯁꯤꯟꯅꯕ ꯂꯥꯛꯈꯤ ꯑꯗꯨꯕꯨ ꯎꯄꯥꯜ-ꯋꯥꯄꯥꯜ ꯄꯨꯝꯅꯃꯛ ꯑꯃꯒ ꯑꯃꯒ ꯃꯥꯟꯅꯔꯝꯃꯤ꯫ ꯃꯍꯥꯛ ꯀꯔꯝꯕ ꯂꯝꯕꯤꯗꯒꯤ ꯂꯥꯛꯄꯅꯣ ꯍꯥꯏꯕ ꯈꯪꯕ ꯉꯝꯈꯤꯗꯦ꯫ ꯃꯇꯝ ꯑꯃꯗ ꯅꯨꯡꯉꯥꯏꯔꯕ ꯁꯥꯟꯅꯄꯣꯠꯁꯤꯡꯒꯤ ꯈꯣꯟꯖꯦꯜ ꯑꯗꯨ ꯏꯆꯝ ꯆꯝꯕ ꯈꯣꯟꯖꯦꯜ ꯑꯃ ꯑꯣꯏꯔꯛꯈꯤ ꯑꯗꯨꯒ ꯁꯦꯡꯂꯕ ꯃꯐꯝ ꯑꯗꯨꯅ ꯃꯍꯥꯛꯀꯤ ꯑꯀꯣꯏꯕꯗ ꯆꯦꯟꯊꯔꯛꯄ ꯎꯈꯤ꯫ ꯂꯤꯂꯤꯅ ꯂꯥꯡꯇꯛꯅꯕ ꯑꯃꯁꯨꯡ ꯃꯁꯥ ꯃꯊꯟꯇ ꯋꯥꯈꯜ ꯂꯥꯛꯄ ꯍꯧꯔꯛꯈꯤ꯫ ꯃꯍꯥꯛꯅ ꯃꯇꯦꯡ ꯄꯥꯡꯅꯕ ꯀꯧꯔꯛꯈꯤ ꯑꯗꯨꯕꯨ ꯃꯍꯥꯛꯀꯤ ꯈꯣꯟꯖꯦꯜ ꯇꯥꯕ ꯐꯪꯅꯕ ꯑꯀꯣꯏꯕꯗ ꯀꯅꯥ ꯑꯃꯠꯇ ꯂꯩꯔꯝꯗꯦ꯫ ꯅꯨꯃꯤꯠ ꯑꯗꯨ ꯂꯥꯛꯄ ꯍꯧꯔꯛꯄꯒ ꯂꯣꯏꯅꯅ ꯃꯍꯥꯛ ꯑꯆꯧꯕ ꯎꯄꯥꯜ ꯑꯃꯒꯤ ꯃꯈꯥꯗ ꯀꯨꯞꯁꯤꯜꯂꯒ ꯅꯣꯡꯃꯩ ꯀꯥꯞꯂꯒ ꯃꯄꯨꯡ ꯐꯥꯅ ꯃꯥꯡꯈꯤꯕ ꯐꯥꯎꯈꯤ꯫ ꯑꯗꯨꯕꯨ ꯃꯍꯥꯛꯀꯤ ꯑꯀꯤꯕ ꯑꯃꯁꯨꯡ ꯋꯥꯈꯜ ꯅꯨꯡꯉꯥꯏꯇꯕ ꯑꯗꯨꯗꯁꯨ ꯂꯤꯂꯤꯅ ꯑꯁꯥ ꯊꯥꯗꯣꯛꯈꯤꯗꯦ꯫ ꯃꯍꯥꯛꯀꯤ ꯃꯄꯥꯅ ꯇꯥꯛꯄꯤꯔꯝꯕ ꯍꯤꯡꯕꯒꯤ ꯍꯩꯅꯕꯤꯁꯤꯡ ꯑꯗꯨ ꯃꯍꯥꯛꯅ ꯅꯤꯡꯁꯤꯡꯈꯤ꯫ ꯃꯍꯥꯛꯅ ꯃꯍꯥꯛꯀꯤ ꯖꯦꯀꯦꯠ ꯑꯗꯨ ꯃꯁꯥꯕꯨ ꯅꯨꯡꯉꯥꯏꯅ ꯂꯩꯍꯟꯅꯕ ꯁꯤꯖꯤꯟꯅꯈꯤ ꯑꯃꯁꯨꯡ ꯃꯁꯥꯕꯨ ꯍꯥꯏꯗ꯭ꯔꯦꯠ ꯇꯧꯅꯕ ꯇꯨꯔꯦꯜꯗꯒꯤ ꯏꯁꯤꯡ ꯊꯛꯈꯤ꯫ ꯃꯍꯥꯛ ꯂꯦꯞꯂꯕꯗꯤ ꯑꯔꯣꯏꯕꯗ ꯀꯅꯥꯒꯨꯝꯕ ꯑꯃꯅ ꯃꯍꯥꯛꯄꯨ ꯊꯤꯕ ꯂꯥꯛꯀꯅꯤ ꯍꯥꯏꯕ ꯃꯍꯥꯛꯅ ꯈꯪꯂꯝꯃꯤ꯫ ꯑꯌꯨꯛꯀꯤ ꯑꯍꯥꯟꯕ ꯃꯉꯥꯜ ꯊꯣꯛꯄ ꯍꯧꯔꯛꯄꯒ ꯂꯣꯏꯅꯅ ꯂꯤꯂꯤꯅ ꯃꯍꯥꯛꯀꯤ ꯃꯤꯡ ꯀꯧꯕ ꯈꯣꯟꯖꯦꯜꯁꯤꯡꯒꯤ ꯃꯃꯤ ꯇꯥꯕ, ꯈꯣꯟꯖꯦꯜ ꯇꯥꯕ ꯐꯪꯈꯤ꯫ ꯃꯍꯥꯛ ꯈꯣꯡꯅ ꯆꯠꯂꯒ ꯈꯣꯟꯖꯦꯜ ꯑꯗꯨꯒꯤ ꯃꯅꯥꯛꯇ ꯂꯥꯛꯈꯤ꯫ ꯃꯍꯥꯛꯀꯤ ꯍꯔꯥꯎꯕ ꯑꯃꯁꯨꯡ ꯅꯨꯡꯉꯥꯏꯕꯅ ꯊꯜꯂꯕ ꯊꯃꯣꯏꯒ ꯂꯣꯏꯅꯅ ꯈꯣꯟꯖꯦꯜ ꯑꯗꯨꯒꯤ ꯃꯅꯥꯛꯇ ꯂꯥꯛꯈꯤ꯫ ꯊꯨꯅ ꯃꯍꯥꯛ ꯅꯨꯃꯤꯠ ꯈꯨꯗꯤꯡꯒꯤ ꯃꯍꯥꯛꯄꯨ ꯊꯤꯖꯤꯟꯈꯤꯕ ꯃꯍꯥꯛꯀꯤ ꯏꯃꯨꯡ ꯃꯅꯨꯡ ꯑꯃꯁꯨꯡ ꯃꯔꯨꯞꯁꯤꯡꯒ ꯑꯃꯨꯛ ꯍꯟꯅ ꯎꯅꯈꯤ꯫ ꯃꯈꯣꯏꯅ ꯃꯍꯥꯛꯄꯨ ꯃꯈꯣꯏꯒꯤ ꯃꯈꯨꯠꯇ ꯆꯤꯡꯁꯤꯜꯂꯒ ꯆꯦꯠꯅ ꯀꯣꯟꯁꯤꯜꯂꯛꯈꯤ꯫ ꯃꯍꯥꯛꯀꯤ ꯃꯀꯣꯛ ꯑꯗꯨ ꯁꯥꯐꯅ ꯑꯃꯁꯨꯡ ꯅꯨꯡꯉꯥꯏꯅ ꯂꯩꯕꯗ ꯌꯥꯝꯅ ꯍꯔꯥꯎꯈꯤ꯫ ꯅꯨꯃꯤꯠ ꯑꯗꯨꯗꯒꯤ ꯍꯧꯅ ꯂꯤꯂꯤꯅ ꯀꯩꯗꯧꯉꯩꯗꯁꯨ ꯃꯁꯥ ꯃꯊꯟꯇ ꯎꯃꯪꯗ ꯆꯠꯈꯤꯗꯦ꯫ ꯑꯗꯨꯕꯨ ꯃꯍꯥꯛꯅ ꯂꯩꯈꯤꯕ ꯑꯦꯗꯚꯦꯟꯆꯔ ꯑꯗꯨ ꯃꯍꯥꯛꯀꯤ ꯃꯅꯨꯡꯗ ꯃꯍꯥꯛꯅ ꯊꯤꯖꯤꯟꯈꯤꯕ ꯄꯥꯡꯒꯜ ꯑꯗꯨ ꯃꯍꯥꯛꯅ ꯀꯩꯗꯧꯅꯨꯡꯗ ꯀꯥꯎꯈꯤꯗꯦ꯫ ꯑꯃꯁꯨꯡ ꯃꯇꯝ ꯈꯔꯒꯤ ꯑꯣꯏꯅ ꯃꯥꯡꯈ꯭ꯔꯕꯁꯨ ꯃꯍꯥꯛꯄꯨ ꯈ꯭ꯋꯥꯏꯗꯒꯤ ꯂꯨꯅ ꯂꯧꯔꯤꯕ ꯃꯤꯑꯣꯏꯁꯤꯡꯒꯤ ꯅꯨꯡꯁꯤꯕ ꯑꯃꯁꯨꯡ ꯌꯦꯡꯁꯤꯟꯕꯤꯕ ꯑꯗꯨꯅ ꯂꯝꯖꯤꯡꯗꯨꯅ ꯌꯨꯝꯗ ꯍꯜꯂꯛꯄꯒꯤ ꯂꯝꯕꯤ ꯊꯤꯔꯛꯈꯤ꯫ "ꯃꯥꯏꯀ꯭ꯔꯣꯁꯣꯐꯠ ꯑꯣꯐꯤꯁ ꯋꯥꯔꯗ"ꯗꯒꯤ "ꯒꯨꯒꯜ ꯗꯣꯛꯁ"ꯇ ꯍꯣꯡꯗꯣꯛꯅꯕ ꯀꯃꯥꯟꯗ ꯑꯃ ꯁꯦꯝꯃꯨ꯫ ꯑꯀꯛꯅꯕ ꯋꯥꯍꯩ ꯄꯔꯦꯡꯁꯤꯡ ꯑꯁꯤ ꯇꯣꯉꯥꯟ ꯇꯣꯉꯥꯟꯕ ꯚꯣꯏꯁ ꯀꯟꯇ꯭ꯔꯣꯜ ꯁꯣꯐꯠꯋꯦꯌꯔ ꯅꯠꯇ꯭ꯔꯒ ꯚꯔꯆꯨꯑꯦꯜ ꯑꯦꯁꯤꯁꯇꯦꯟꯇ ꯄ꯭ꯂꯦꯠꯐꯣꯔꯝꯁꯤꯡꯒꯤ ꯃꯇꯨꯡ ꯏꯟꯅ ꯈꯦꯠꯅꯕ ꯌꯥꯏ ꯍꯥꯏꯕꯁꯤꯒꯤ ꯋꯥꯈꯜꯂꯣꯟ ꯑꯁꯤꯒ ꯂꯣꯏꯅꯅ ꯀꯃꯥꯟꯗ ꯑꯁꯤ ꯋꯥꯍꯩ ꯁꯤꯖꯤꯟꯅꯕꯒꯤ ꯑꯣꯞꯁꯟ ꯃꯔꯤ ꯃꯈꯥꯗ ꯄꯤꯔꯤ: "ꯃꯥꯏꯀ꯭ꯔꯣꯁꯣꯐꯠ ꯑꯣꯐꯤꯁ ꯋꯥꯔꯗꯇꯒꯤ ꯒꯨꯒꯜ ꯗꯣꯛꯁꯇ ꯍꯥꯡꯗꯣꯛꯄ", "ꯆꯥꯟꯕꯤꯗꯨꯅ ꯑꯩꯒꯤ ꯇꯦꯛꯁ ꯑꯦꯗꯤꯇꯔ ꯑꯁꯤ ꯃꯥꯏꯀ꯭ꯔꯣꯁꯣꯐꯠ ꯋꯥꯔꯗꯇꯒꯤ ꯒꯨꯒꯜ ꯗꯣꯛꯁꯇ ꯍꯥꯡꯗꯣꯛꯎ"꯫